ꯁꯣꯔꯤ ꯋꯥꯍꯦꯡꯕꯝꯅ ꯁꯧꯒ꯭ꯔꯥꯛꯄꯝ ꯊꯥꯅꯤꯟꯂꯦꯃꯒꯤ ꯂꯝꯖꯤꯡ ꯂꯝꯇꯥꯛꯄꯒꯤ ꯃꯈꯥꯗ ꯈꯦꯟꯖꯣꯡꯂꯥꯡ ꯊꯤꯌꯦꯇꯔꯒꯤ "ꯔꯤꯛꯁꯥ ꯑꯃꯁꯨꯡ ꯅꯣꯡꯃꯩ" ꯑꯃꯁꯨꯡ "ꯃꯦꯇ꯭ꯔꯤꯛ ꯄꯥꯁ"ꯒꯤꯗꯃꯛꯇꯁꯨ ꯁꯛꯇꯝ ꯂꯥꯡꯈꯤ꯫ ꯃꯃꯤꯡ ꯂꯩꯔꯕ ꯊꯤꯌꯦꯇꯔꯒꯤ ꯂꯝꯖꯤꯡ ꯂꯝꯇꯥꯛꯄꯁꯤꯡ ꯑꯁꯤꯒꯤ ꯃꯈꯥꯗ ꯊꯕꯛ ꯇꯧꯗꯨꯅ ꯃꯍꯥꯛꯅ ꯂꯧꯁꯤꯡ ꯀꯌꯥ ꯐꯪꯕ ꯉꯝꯈꯤ꯫ ꯃꯃꯤ ꯀꯨꯝꯍꯩꯁꯤꯡꯗ ꯁꯣꯔꯤ ꯋꯥꯍꯦꯡꯕꯝꯅ ꯃꯥꯏ ꯑꯣꯟ, ꯏꯌꯥ ꯌꯥꯏ, ꯅꯤꯡꯊꯧ, ꯄꯂꯦꯝ ꯏꯃꯥ, ꯐꯣꯔ ꯏꯟ ꯋꯥꯟ, ꯄꯤꯌꯥꯏꯅꯨ ꯑꯃꯁꯨꯡ ꯑꯇꯩꯁꯤꯡꯗ ꯁꯛꯇꯝ ꯂꯥꯡꯈ꯭ꯔꯦ꯫ ꯃꯍꯥꯛꯀꯤ ꯑꯇꯣꯞꯄ ꯊꯕꯛꯁꯤꯡꯒꯤ ꯃꯅꯨꯡꯗ ꯊꯤꯌꯦꯇꯔ, ꯁꯨꯃꯥꯡ ꯂꯤꯂꯥ, ꯃ꯭ꯌꯨꯖꯤꯛ ꯚꯤꯗꯤꯑꯣꯁꯤꯡ, ꯃꯃꯤ ꯀꯨꯝꯍꯩꯁꯤꯡ ꯑꯁꯤꯅꯆꯤꯡꯕꯗ ꯁꯛꯇꯝ ꯂꯥꯡꯕꯒꯤ ꯃꯊꯛꯇ ꯀꯣꯔꯤꯑꯣꯒ꯭ꯔꯥꯐꯤ ꯇꯧꯕ ꯌꯥꯎꯔꯤ꯫ ꯏꯁꯩ ꯅꯣꯡꯃꯥꯏꯒꯤ ꯚꯤꯗꯤꯑꯣꯁꯤꯡꯗ ꯃꯍꯥꯛꯀꯤ ꯀꯣꯔꯤꯌꯣꯒ꯭ꯔꯥꯐꯤꯒꯤ ꯊꯕꯛꯁꯤꯡ ꯑꯁꯤ ꯈꯣꯏꯗꯥꯔꯨꯔꯦ, ꯅꯨꯡꯁꯤ ꯃꯆꯨꯅꯤ, ꯅꯨꯡꯁꯤꯒꯤ ꯋꯥꯍꯩꯅ, ꯌꯥꯎꯁꯡ ꯌꯥꯎꯁꯡꯗ ꯎꯕ ꯐꯪꯒꯅꯤ꯫ ꯃꯍꯥꯛꯅ ꯂꯦꯞꯄꯤꯔꯕ, ꯅꯪꯅ ꯊꯥꯖꯅꯤ, ꯀꯣꯔꯧꯅ ꯊꯣꯛꯂꯛꯄꯗ ꯑꯁꯤꯅꯆꯤꯡꯕꯒꯤꯗꯃꯛ ꯀꯣꯔꯤꯑꯣꯒ꯭ꯔꯥꯐꯤꯁꯨ ꯇꯧꯈ꯭ꯔꯦ꯫ ꯃꯍꯥꯛꯅ ꯀꯦꯔꯂꯥꯒꯤ ꯒꯨꯋꯥꯍꯥꯇꯤꯗ ꯄꯥꯡꯊꯣꯛꯈꯤꯕ ꯊꯤꯌꯦꯇꯔ ꯐꯦꯁꯇꯤꯚꯦꯜ, ꯏꯟꯇꯔꯅꯦꯁꯅꯦꯜ ꯌꯨꯊ ꯐꯦꯁꯇꯤꯚꯦꯜꯗ ꯁꯔꯨꯛ ꯌꯥꯈ꯭ꯔꯦ꯫ ꯃꯃꯤ ꯀꯨꯝꯍꯩꯁꯤꯡꯒꯤ ꯅꯝꯕ ꯑꯁꯤ ꯁꯤꯜꯂꯣꯡ, ꯁꯤꯜꯆꯔ, ꯒꯨꯋꯥꯍꯥꯇꯤ, ꯇꯥꯃꯨ (ꯃ꯭ꯌꯥꯟꯃꯥꯔ)ꯗꯁꯨ ꯄꯥꯡꯊꯣꯛꯈꯤ꯫ ꯁꯣꯔꯤ ꯋꯥꯍꯦꯡꯕꯝꯅ ꯀꯂꯥꯒꯤ ꯂꯝꯗ ꯃꯍꯥꯛꯀꯤ ꯈꯣꯡꯆꯠ ꯑꯗꯨꯒꯤ ꯊꯥꯒꯠꯄ ꯐꯣꯡꯗꯣꯛꯂꯤ ꯃꯗꯨꯗꯤ ꯃꯍꯥꯛꯀꯤ ꯃꯆꯦ ꯑꯍꯜ ꯑꯃꯁꯨꯡ ꯑꯅꯤꯁꯨꯕ ꯃꯌꯥꯝꯕ, ꯃꯍꯥꯛꯀꯤ ꯏꯃꯨꯡ ꯃꯅꯨꯡꯒꯤ ꯃꯤꯑꯣꯏꯁꯤꯡ, ꯃꯍꯥꯛꯀꯤ ꯒꯨꯔꯨꯁꯤꯡ, ꯃꯍꯥꯛꯀꯤ ꯂꯝꯖꯤꯡ ꯂꯝꯇꯥꯛꯄꯁꯤꯡ ꯑꯃꯁꯨꯡ ꯃꯍꯥꯛꯀꯤ ꯌꯥꯏꯐꯕ ꯄꯥꯝꯖꯕꯁꯤꯡꯅꯤ꯫ ꯃꯍꯥꯛꯀꯤ ꯈꯣꯡꯆꯠ ꯑꯁꯤ ꯑꯔꯥꯏꯕ ꯑꯣꯏꯈꯤꯗꯦ꯫ ꯏꯃꯨꯡ ꯃꯅꯨꯡꯒꯤ ꯃꯤꯑꯣꯏꯁꯤꯡꯅ ꯃꯍꯥꯛꯄꯨ ꯄꯨꯛꯅꯤꯡ ꯊꯧꯒꯠꯄꯤꯔꯕꯁꯨ ꯃꯍꯥꯛꯄꯨ ꯂꯝꯖꯤꯡꯅꯕ ꯀꯅꯥꯒꯨꯝꯕ ꯑꯃꯠꯇ ꯂꯩꯈꯤꯗꯦ꯫ ꯃꯍꯥꯛꯀꯤ ꯃꯆꯦ ꯑꯍꯜꯅ ꯃꯍꯥꯛꯀꯤ ꯑꯍꯥꯟꯕ ꯈꯣꯡꯆꯠꯇ ꯃꯍꯥꯛꯀꯤ ꯑꯃꯠꯇ ꯉꯥꯏꯔꯕ ꯂꯝꯖꯤꯡ ꯂꯝꯇꯥꯛꯄ ꯑꯣꯏꯈꯤ ꯑꯗꯨꯕꯨ ꯍꯧꯖꯤꯛꯇꯤ ꯏꯃꯨꯡ ꯃꯅꯨꯡꯒꯤ ꯃꯤꯑꯣꯏ ꯄꯨꯝꯅꯃꯛꯅ ꯃꯍꯥꯛꯄꯨ ꯁꯧꯒꯠꯂꯤ꯫ ꯃꯈꯣꯏꯒꯤ ꯃꯇꯦꯡ ꯄꯨꯝꯅꯃꯛꯀ ꯂꯣꯏꯅꯅ ꯃꯍꯥꯛꯅ ꯀꯂꯥꯒ ꯃꯇꯝ ꯆꯨꯞꯄꯒꯤ ꯑꯣꯏꯅ ꯃꯔꯤ ꯂꯩꯅꯕ ꯄꯥꯝꯃꯤ꯫ ꯑꯗꯨꯕꯨ ꯄꯨꯝꯅꯃꯛ ꯃꯍꯥꯛꯀꯤ ꯂꯥꯏꯕꯛꯀꯤ ꯃꯈꯥ ꯄꯣꯜꯂꯤ꯫ ꯀꯂꯥꯒ ꯃꯍꯥꯛꯀꯤ ꯃꯔꯤ ꯑꯁꯤ ꯏꯪ ꯂꯤꯁꯤꯡ ꯑꯅꯤꯒ ꯇꯔꯥꯃꯥꯊꯣꯏꯗꯒꯤ ꯍꯧꯈꯤ꯫ ꯍꯧꯖꯤꯛ ꯐꯥꯎꯕꯗ ꯃꯍꯥꯛꯅ ꯃꯃꯤ ꯀꯨꯝꯍꯩꯁꯤꯡꯒꯤ ꯃꯅꯨꯡꯗ ꯃꯃꯤ ꯀꯨꯝꯍꯩ 'ꯄꯥꯂꯦꯝ ꯏꯃꯥ'ꯒꯤ ꯁꯛꯇꯝ ꯑꯗꯨ ꯄꯥꯝꯃꯤ꯫ ꯊꯤꯌꯦꯇꯔꯗ ꯃꯍꯥꯛꯀꯤ ꯃꯃꯤꯔꯣꯏ ꯂꯥꯂꯨꯅꯁꯨ ꯌꯥꯝꯅ ꯃꯇꯦꯡ ꯄꯥꯡꯈꯤꯕ 'ꯃꯦꯇ꯭ꯔꯤꯛ ꯄꯥꯁ' ꯐꯝꯕꯥꯛ ꯀꯨꯝꯍꯩ ꯑꯗꯨꯒꯤꯗꯃꯛ ꯃꯍꯥꯛꯀꯤ ꯁꯛꯇꯝ ꯂꯥꯡꯕꯗ ꯃꯍꯥꯛꯅ ꯄꯦꯟꯈꯤ꯫ ꯐꯝꯕꯥꯛ ꯀꯨꯝꯍꯩ ꯑꯗꯨꯒꯤ ꯃꯤꯌꯥꯝꯅꯁꯨ ꯐꯝꯕꯥꯛ ꯀꯨꯝꯍꯩ ꯑꯁꯤꯗ ꯃꯍꯥꯛꯀꯤ ꯊꯧꯗꯥꯡ ꯑꯗꯨꯒꯤꯗꯃꯛ ꯃꯇꯝ ꯄꯨꯝꯅꯃꯛꯇ ꯊꯥꯒꯠꯈꯤ꯫ ꯁꯣꯔꯤ ꯋꯥꯍꯦꯡꯕꯝꯅ ꯀꯂꯥ ꯄꯥꯝꯗꯕ ꯃꯤꯑꯣꯏꯁꯤꯡꯒ ꯃꯔꯨꯞ ꯑꯣꯏꯗꯦ꯫ ꯃꯍꯥꯛ ꯗ꯭ꯔꯒ ꯁꯤꯖꯤꯟꯅꯕ ꯃꯤꯑꯣꯏꯁꯤꯡꯕꯨ ꯅꯨꯡꯁꯤꯗꯦ꯫ ꯃꯍꯥꯛ ꯃꯇꯝ ꯄꯨꯝꯅꯃꯛꯇ ꯃꯃꯤ ꯀꯨꯝꯍꯩꯁꯤꯡꯗ ꯁꯛꯇꯝ ꯂꯥꯡꯕ ꯄꯥꯝꯃꯤ꯫ ꯃꯍꯥꯛꯅ ꯃꯤꯄꯨꯝ ꯈꯨꯗꯤꯡꯃꯛꯄꯨ ꯁꯤꯟꯅꯥꯏꯕꯁꯤꯡꯕꯨ ꯏꯀꯥꯏ ꯈꯨꯝꯅꯕ ꯎꯠꯅꯕ ꯍꯥꯏꯖ ꯃꯤꯄꯨꯝ ꯈꯨꯗꯤꯡꯃꯛꯅ ꯁꯤꯟꯅꯥꯏꯕ ꯑꯗꯨꯕꯨ ꯏꯀꯥꯏ ꯈꯨꯝꯅꯕ ꯎꯠꯀꯗꯕꯅꯤ ꯑꯃꯁꯨꯡ ꯃꯇꯦꯡ ꯄꯥꯡꯒꯗꯕꯅꯤ ꯃꯗꯨꯅ ꯑꯩꯈꯣꯏꯅ ꯁꯥꯟꯇꯤ ꯑꯃꯁꯨꯡ ꯌꯥꯏꯐꯕ ꯃꯑꯣꯡꯗ ꯍꯤꯡꯒꯗꯕꯅꯤ꯫ ꯁꯣꯁꯤꯌꯦꯜ ꯃꯤꯗꯤꯌꯥ ꯑꯁꯤ ꯑꯐꯕ ꯄꯥꯝꯕꯩ ꯑꯃꯅꯤ ꯃꯔꯝꯗꯤ ꯃꯁꯤꯅ ꯀꯅꯥꯒꯨꯝꯕ ꯑꯃꯒꯤ ꯍꯩꯊꯣꯏ ꯁꯤꯡꯊꯣꯏꯕ ꯑꯗꯨ ꯐꯣꯡꯗꯣꯛꯄ ꯉꯝꯃꯤ ꯍꯥꯏꯅ ꯃꯍꯥꯛꯅ ꯋꯥꯈꯜꯂꯣꯟ ꯊꯝꯈꯤ꯫ ꯃꯁꯤꯅ ꯃꯤꯑꯣꯏ ꯀꯌꯥꯒꯤ ꯑꯋꯥꯕ ꯄꯨꯟꯁꯤ ꯑꯗꯨ ꯎꯠꯂꯤ ꯑꯃꯁꯨꯡ ꯃꯊꯪ ꯃꯊꯪ ꯃꯈꯣꯏꯒꯤ ꯑꯋꯥꯕ ꯃꯇꯝꯗ ꯑꯃꯒ ꯑꯃꯒ ꯃꯇꯦꯡ ꯄꯥꯡꯕ ꯉꯝꯒꯅꯤ꯫ ꯃꯁꯤ ꯑꯩꯈꯣꯏꯒꯤ ꯋꯥꯈꯜꯂꯣꯟꯁꯤꯡ ꯌꯦꯟꯊꯣꯛꯅꯕ ꯌꯥꯕ ꯄꯥꯝꯕꯩ ꯑꯃꯁꯨ ꯑꯣꯏꯔꯤ꯫ ꯃꯁꯤ ꯑꯩꯈꯣꯏꯅ ꯑꯅꯧꯕ ꯑꯃꯁꯨꯡ ꯑꯐꯕ ꯄꯣꯠꯂꯝ ꯀꯌꯥ ꯇꯝꯕ ꯌꯥꯕ ꯂꯧꯁꯤꯡꯒꯤ ꯕꯦꯡꯛ ꯑꯃꯅꯤ꯫ ꯀꯔꯤꯒꯨꯝꯕ ꯃꯇꯝꯗ ꯃꯁꯤꯅ ꯐꯠꯇꯕ ꯃꯁꯛ ꯑꯃꯁꯨ ꯄꯤ꯫ ꯁꯣꯁꯤꯌꯦꯜ ꯃꯤꯗꯤꯌꯥꯒꯤ ꯈꯨꯠꯊꯥꯡꯗ ꯋꯥꯐꯝ ꯁꯟꯗꯣꯛꯂꯤ꯫ ꯑꯗꯨꯅ ꯀꯅꯥꯒꯨꯝꯕ ꯑꯃꯅ ꯁꯣꯁꯤꯌꯦꯜ ꯃꯤꯗꯤꯌꯥ ꯑꯁꯤ ꯌꯥꯝꯅ ꯆꯦꯛꯁꯤꯟꯅ ꯁꯤꯖꯤꯟꯅꯒꯗꯕꯅꯤ